ꯇꯦꯂꯤꯕꯤꯖꯟ ꯁꯤꯡꯒꯤ ꯈꯨꯠꯊꯥꯡꯗ ꯁꯣꯏꯗꯅ ꯌꯦꯡꯈꯤ꯫ ꯃꯇꯝ ꯑꯗꯨꯒꯤ ꯃꯃꯤ ꯀꯨꯝꯍꯩꯁꯤꯡꯗ ꯑꯌꯥꯝꯕꯅ ꯈꯨꯠꯁꯦꯝꯒꯤ ꯑꯣꯏꯕ ꯃꯑꯣꯡꯗ ꯋꯥꯔꯤ ꯁꯥꯅꯕ ꯌꯥꯎꯋꯤ ꯍꯥꯏꯕꯁꯤ ꯃꯍꯥꯛꯅ ꯈꯡꯕ ꯉꯝꯈꯤꯗꯦ꯫ ꯇꯁꯦꯡꯅ ꯊꯣꯏꯗꯣꯛ ꯍꯦꯟꯗꯣꯛꯄ ꯃꯃꯤꯔꯣꯏ ꯀꯌꯥ ꯂꯩꯔꯕꯁꯨ, ꯃꯈꯣꯏꯅ ꯍꯧꯖꯤꯛꯁꯨ ꯐꯒꯠꯍꯟꯅꯕ ꯃꯐꯝ ꯂꯩꯔꯤ ꯑꯃꯁꯨꯡ ꯃꯈꯥ ꯇꯥꯅ ꯍꯦꯟꯅ ꯍꯣꯠꯅꯒꯗꯕꯅꯤ꯫ ꯇꯝꯕꯤꯕ ꯑꯁꯤ ꯃꯍꯥꯛꯀꯤ ꯄꯥꯝꯖꯕꯅꯤ꯫ ꯃꯍꯥꯛ ꯏꯪ ꯂꯤꯁꯤꯡ ꯑꯃꯒ ꯆꯃꯥꯄꯟ ꯃꯩꯗ꯭ꯔꯥꯍꯨꯝꯗꯣꯢ ꯗꯒꯤ ꯍꯧꯅ ꯁꯤꯟꯐꯝ ꯑꯁꯤꯗ ꯀꯠꯊꯣꯛꯂꯤ꯫ ꯏꯟꯗꯤꯌꯟ ꯑꯦꯌꯔ ꯐꯣꯔꯁꯇ ꯋꯤꯡ ꯀꯃꯥꯟꯗꯔ ꯑꯃꯥ ꯑꯣꯏꯔꯤꯕ ꯃꯍꯥꯛꯀꯤ ꯃꯄꯨꯔꯣꯏꯕꯅ ꯏꯪ ꯂꯤꯁꯤꯡ ꯑꯃꯒ ꯆꯃꯥꯄꯟ ꯃꯩꯗ꯭ꯔꯥꯍꯨꯝꯗꯣꯢ ꯗ ꯀꯥꯔꯒꯤꯜ ꯂꯥꯟꯒꯤ ꯃꯇꯝꯗ ꯌꯥꯝꯅ ꯅꯨꯡꯉꯥꯏꯇꯕ ꯃꯑꯣꯡꯗ ꯃꯍꯥꯛꯀꯤ ꯄꯨꯟꯁꯤ ꯃꯥꯡꯈꯤ꯫ ꯃꯍꯥꯛꯀꯤ ꯃꯄꯨꯔꯣꯏꯕ ꯃꯇꯝ ꯈꯔꯗ ꯂꯩꯈꯤꯗ꯭ꯔꯕ ꯃꯇꯨꯡꯗ ꯗꯤꯐꯦꯟ꯭ꯁ ꯃꯟꯇ꯭ꯔꯥꯂ‌ꯣꯏꯅ ꯃꯍꯥꯛꯀꯤ ꯏꯃꯨꯡ ꯃꯅꯨꯡꯒꯤ ꯇꯨꯡꯗ ꯈꯨꯟꯗꯥ-ꯂꯩꯇꯥꯕꯒꯤ ꯃꯇꯥꯡꯗ ꯍꯪꯈꯤ꯫ ꯃꯍꯥꯛꯀꯤ ꯑꯉꯥꯡꯁꯤꯡ ꯑꯁꯤ ꯃꯅꯤꯄꯨꯔꯒꯤ ꯃꯄꯥꯟꯗ ꯄꯣꯛꯈꯤꯕꯅꯤ ꯍꯥꯏꯅ ꯈꯟꯅꯗꯨꯅ, ꯃꯍꯥꯛꯅ ꯍꯤꯃꯥꯆꯜ ꯄ꯭ꯔꯗꯦꯁꯀꯤ ꯐꯖꯔꯕ ꯁꯍꯔ ꯃꯅꯥꯂꯤꯗ ꯈꯨꯟꯗꯥꯅꯕ ꯋꯥꯔꯦꯞ ꯂꯧꯈꯤ꯫ ꯃꯗꯨꯒꯤ ꯃꯃꯥꯡꯗ ꯃꯍꯥꯛ ꯁꯤꯡꯊꯥꯅꯤꯡꯉꯥꯏ ꯑꯣꯏꯔꯕ ꯆꯍꯤ ꯇꯔꯥꯅꯤꯊꯣꯢ ꯆꯟꯗꯤꯒꯔꯗ ꯂꯩꯈꯤ꯫ ꯍꯤꯃꯥꯆꯜ ꯄ꯭ꯔꯗꯦꯁꯀꯤ ꯐꯖꯔꯕ ꯔꯥꯢꯖ꯭ꯌꯗ ꯃꯄꯥꯟꯒꯤ ꯃꯤꯑꯣꯏꯁꯤꯡꯅ ꯂꯝ ꯂꯧꯕ ꯑꯃꯁꯨꯡ ꯈꯨꯟꯗꯥ-ꯂꯩꯇꯥꯕ ꯑꯊꯤꯡꯕ ꯊꯝꯂꯤꯕ ꯑꯀꯟꯕ ꯀꯥꯡꯂꯣꯟ ꯑꯃ ꯂꯩꯔꯝꯃꯤ꯫ ꯑꯗꯨꯝ ꯑꯣꯏꯅꯃꯛ, ꯗꯤꯐꯦꯟ꯭ꯁ ꯃꯟꯇ꯭ꯔꯥꯂ‌ꯣꯏꯒꯤ ꯑꯌꯦꯠꯄ ꯑꯗꯨꯅ ꯃꯔꯝ ꯑꯣꯏꯗꯨꯅ ꯃꯍꯥꯛꯅ ꯃꯁꯥꯒꯤ ꯃꯤꯡꯗ ꯂꯝ ꯃꯆꯦꯠ ꯑꯃ ꯂꯧꯕ ꯉꯝꯈꯤ꯫ ꯃꯁꯤꯒꯤ ꯇꯣꯞ-ꯇꯣꯞꯄ ꯃꯤꯑꯣꯏ ꯑꯁꯤꯅ ꯃꯈꯥ ꯇꯥꯅ ꯃꯍꯥꯛꯀꯤ ꯂꯩꯈꯤꯗ꯭ꯔꯕ ꯃꯄꯨꯔꯣꯏꯕꯕꯨ ꯏꯀꯥꯏ ꯈꯨꯝꯅꯕ ꯎꯠꯇꯨꯅ ꯈꯨꯟꯅꯥꯏ ꯑꯃ ꯂꯤꯡꯈꯠꯈꯤ, ꯑꯃꯁꯨꯡ ꯃꯁꯤꯒꯤ ꯕꯦꯅꯔ ꯃꯈꯥꯗ ꯃꯍꯥꯛꯅ ꯏꯀꯥꯏ ꯈꯨꯝꯅꯔꯕ 'ꯢꯁꯄ꯭ꯔꯤꯡꯐꯤꯜꯗ ꯃꯣꯟꯇꯦꯁꯣꯔꯤ ꯁ꯭ꯀꯨꯜ' ꯂꯤꯡꯈꯠꯈꯤ꯫ ꯗꯤꯔꯦꯛꯇꯔ ꯑꯃꯁꯨꯡ ꯄ꯭ꯔꯤꯟꯁꯤꯄꯜ ꯑꯅꯤꯃꯛꯀꯤ ꯊꯧꯗꯥꯡ ꯂꯧꯗꯨꯅ, ꯃꯍꯥꯛꯅ ꯁ꯭ꯀꯨꯜ ꯑꯁꯤꯒꯤ ꯊꯕꯛ ꯊꯧꯔꯝꯁꯤꯡ ꯂꯦꯞꯇꯅ ꯌꯦꯡꯁꯤꯜꯂꯤ꯫ ꯏꯟꯁꯇꯤꯇ꯭ꯌꯨꯁꯟ ꯑꯁꯤꯕꯨ ꯇꯁꯦꯡꯅ ꯇꯣꯞ-ꯇꯣꯞꯄ ꯑꯣꯏꯍꯜꯂꯤꯕꯁꯤ ꯃꯁꯤꯅ ꯃꯁꯥ ꯃꯊꯟꯇ ꯂꯦꯞꯄꯅꯤ, ꯁꯔꯨꯛ ꯌꯥꯅꯕ ꯅꯠꯇ꯭ꯔꯒ ꯁꯦꯜ-ꯊꯨꯝꯒꯤ ꯃꯇꯦꯡ ꯑꯃꯠꯇ ꯃꯁꯤ ꯃꯍꯥꯛꯀꯤ ꯃꯆꯥꯅꯨꯄꯥ, ꯃꯆꯥꯅꯨꯄꯤ, ꯃꯌꯥꯅꯨꯄꯥ ꯑꯃꯁꯨꯡ ꯃꯃꯧꯅꯨꯄꯤꯒꯤ ꯃꯇꯦꯡꯒ ꯂꯣꯏꯅꯅ ꯁꯤꯡꯊꯥꯅꯤꯡꯉꯥꯏ ꯑꯣꯏꯔꯕ ꯅꯨꯄꯤ ꯑꯁꯤꯒꯤ ꯍꯣꯠꯅꯕꯁꯤꯡ ꯑꯗꯨꯈꯛꯇꯅ ꯉꯥꯛꯇꯨꯅ ꯊꯝꯂꯤ꯫ ꯂꯥꯟꯃꯤꯒꯤ ꯂꯨꯈ꯭ꯔꯥꯕꯤ ꯑꯃ ꯑꯣꯏꯅ ꯃꯁꯛ ꯊꯣꯛꯄ ꯄꯦꯟꯁꯟ ꯑꯃ ꯐꯪꯂꯕꯁꯨ, ꯃꯍꯥꯛꯅ ꯂꯅꯥꯏꯒꯤ ꯅꯠꯇ꯭ꯔꯒ ꯂꯂꯣꯟ-ꯏꯇꯤꯛꯀꯤ ꯀꯥꯟꯅꯕꯒꯤꯗꯃꯛ ꯁ꯭ꯀꯨꯜ ꯑꯁꯤ ꯆꯂꯥꯏꯗꯦ꯫ ꯃꯗꯨꯒꯤ ꯃꯍꯨꯠꯇ ꯃꯍꯥꯛꯅ ꯃꯁꯥ ꯃꯊꯟꯇ ꯈꯨꯟꯅꯥꯏꯒꯤ ꯊꯧꯗꯥꯡ ꯂꯧꯕꯒꯤ ꯌꯥꯝꯅ ꯂꯨꯕ ꯋꯥꯈꯜꯂꯣꯟꯒ ꯂꯣꯏꯅꯅ ꯃꯁꯤꯕꯨ ꯆꯂꯥꯏꯔꯤ꯫ ꯃꯅꯤꯄꯨꯔꯗ ꯆꯠꯄꯗ ꯃꯍꯥꯛꯅ ꯅꯨꯡꯁꯤꯖꯔꯕꯁꯨ ꯃꯍꯥꯛꯀꯤ ꯊꯕꯛ ꯆꯤꯟꯕꯅ ꯃꯔꯝ ꯑꯣꯏꯗꯨꯅ ꯃꯍꯥꯛ ꯃꯗꯨ ꯇꯧꯕ ꯉꯝꯈꯤꯗꯦ꯫ ꯑꯃꯔꯣꯝꯗꯅ ꯃꯅꯥꯂꯤꯅ ꯁꯥꯡꯂꯕ ꯅꯤꯡꯊꯝꯊꯥꯒꯤ ꯁꯨꯇꯤ ꯑꯃ ꯑꯃꯁꯨꯡ ꯑꯇꯦꯟꯕ ꯀꯥꯂꯦꯟꯒꯤ ꯁꯨꯇꯤ ꯑꯃ ꯐꯪꯏ꯫ ꯃꯔꯝ ꯑꯁꯤꯅ ꯀꯔꯤꯒꯨꯝꯕ ꯃꯍꯥꯛꯅ ꯃꯍꯥꯛꯀꯤ ꯃꯌꯨꯝꯗ ꯂꯩꯕ ꯄꯥꯝꯂꯕꯗꯤ ꯈ꯭ꯋꯥꯏꯗꯒꯤ ꯐꯕ ꯃꯇꯝ ꯑꯁꯤ ꯅꯤꯡꯊꯝꯊꯥꯒꯤ ꯃꯇꯝꯗ ꯑꯣꯏꯒꯅꯤ꯫ ꯃꯅꯤꯄꯨꯔ ꯑꯁꯤ ꯈꯦꯠꯅꯕꯒꯤ ꯂꯝ ꯑꯃꯅꯤ ꯃꯐꯝ ꯑꯗꯨꯗ ꯑꯍꯣꯡꯕꯒꯤ ꯅꯨꯡꯁꯤꯠꯅ ꯇꯣꯉꯥꯟ ꯇꯣꯉꯥꯟꯕ ꯃꯥꯏꯀꯩꯁꯤꯡꯗ ꯆꯦꯟꯈ꯭ꯔꯦ꯫ ꯏꯝꯐꯥꯜ ꯁꯍꯔꯕꯨ ꯆꯤꯡꯂꯦꯝꯂꯕ ꯐ꯭ꯂꯥꯏꯑꯣꯕꯔ ꯑꯃ ꯐꯥꯎꯕ ꯀꯣꯏꯁꯤꯜꯂꯒ ꯂꯝꯗꯝ ꯑꯁꯤ ꯍꯣꯡꯂꯛꯂꯦ꯫ ꯑꯗꯨꯝ ꯑꯣꯏꯅꯃꯛ ꯑꯍꯣꯡꯕꯁꯤꯡ ꯑꯁꯤꯒꯤ ꯃꯔꯛꯇ ꯃꯤꯌꯥꯝꯒꯤ ꯃꯔꯛꯇ ꯉꯥꯛ-ꯁꯦꯟꯗꯕꯒꯤ ꯋꯥꯈꯜꯂꯣꯟ ꯑꯃ ꯂꯩꯔꯤ꯫ ꯃꯇꯝ ꯑꯃꯗ ꯏꯪ-ꯆꯤꯛꯄꯅ ꯈ꯭ꯋꯥꯏꯗꯒꯤ ꯋꯥꯡꯕ ꯂꯩꯉꯥꯛ ꯇꯧꯔꯝꯃꯤ ꯑꯃꯁꯨꯡ ꯑꯀꯣꯏꯕꯒꯤ ꯐꯤꯚꯝ ꯑꯗꯨ ꯅꯤꯡꯇꯝꯕ ꯑꯃꯁꯨꯡ ꯁꯥꯟꯇꯤꯅ ꯊꯜꯂꯝꯃꯤ꯫ ꯅꯨꯡꯉꯥꯏꯇꯕ ꯋꯥꯐꯝꯗꯤ ꯍꯧꯖꯤꯛ ꯂꯩꯔꯤꯕ ꯑꯁꯦꯡꯕ ꯑꯁꯤ ꯈꯦꯠꯅꯩ ꯃꯔꯝꯗꯤ ꯑꯀꯤꯕ ꯑꯁꯤꯅ ꯃꯐꯝ ꯑꯗꯨꯒꯤ ꯃꯤꯌꯥꯝꯒꯤ ꯊꯃꯣꯏꯗ ꯃꯔꯥ ꯆꯦꯟꯈ꯭ꯔꯦ꯫ ꯑꯗꯨꯝ ꯑꯣꯏꯅꯃꯛ ꯃꯅꯤꯄꯨꯔ ꯑꯁꯤ ꯄꯨꯛꯅꯤꯡ ꯆꯤꯡꯁꯤꯟꯅꯤꯡꯉꯥꯏ ꯑꯣꯏꯕ ꯐꯖꯔꯕ ꯃꯐꯝ ꯑꯃ ꯑꯣꯏꯗꯨꯅ ꯂꯩꯔꯤ꯫ ꯃꯁꯤꯗ ꯄꯨꯛꯅꯤꯡ ꯆꯪꯕ ꯑꯃꯁꯨꯡ ꯊꯥꯒꯠꯄ ꯃꯊꯧ ꯇꯥꯏ꯫ ꯄꯨꯛꯅꯤꯡ ꯆꯤꯡꯁꯤꯟꯅꯤꯡꯉꯥꯏ ꯑꯣꯏꯕ ꯂꯝ ꯑꯁꯤꯗ ꯂꯝꯀꯣꯏꯕꯁꯤꯡ ꯍꯦꯟꯅ ꯄꯨꯛꯅꯤꯡ ꯆꯤꯡꯁꯤꯟꯅꯕ ꯍꯣꯠꯅꯒꯗꯕꯅꯤ꯫ ꯃꯔꯝꯗꯤ ꯁꯥꯟꯇꯤ ꯑꯃꯨꯛ ꯍꯟꯅ ꯄꯨꯔꯛꯄꯒꯤ ꯈꯨꯠꯊꯥꯡꯗ ꯈꯛꯇꯗ ꯑꯁꯦꯡꯕ ꯆꯥꯎꯈꯠꯄ ꯑꯁꯤ ꯆꯥꯎꯈꯠꯄ ꯉꯝꯒꯅꯤ꯫ ꯃꯁꯤꯁꯨ ꯌꯦꯡꯕꯤꯌꯨ ꯁꯣꯔꯤ ꯋꯥꯍꯦꯡꯕꯝ, ꯃꯇꯦꯡ ꯂꯧꯔꯛꯐꯝ।